ꯄꯤꯔꯤꯕꯥ ꯏꯊꯤꯀꯦꯜ ꯗꯤꯂꯦꯝ ꯑꯗꯨ ꯑꯦꯅꯥꯂꯥꯏꯖ ꯇꯧꯕ ꯑꯃꯁꯨꯡ ꯂꯩꯔꯤꯕꯥ ꯋꯥꯔꯦꯞ ꯈꯨꯗꯤꯡꯃꯛꯀꯤ ꯑꯣꯏꯊꯣꯛꯄ ꯌꯥꯕ ꯐꯜꯁꯤꯡ ꯑꯗꯨ ꯁꯟꯗꯣꯛꯅ ꯇꯥꯛꯄ꯫ ꯅꯍꯥꯛ ꯐꯥꯁ꯭ꯠ ꯐꯨꯗ ꯔꯦꯁꯇꯣꯔꯦꯟꯇ ꯑꯃꯒꯤ ꯃꯦꯅꯦꯖꯔꯅꯤ ꯑꯃꯁꯨꯡ ꯆꯥꯛꯈꯨꯝꯗ ꯎꯆꯤꯒꯤ ꯂꯥꯏꯅ ꯑꯃ ꯂꯩꯔꯛꯏ꯫ ꯅꯍꯥꯛꯀꯤ ꯑꯣꯞꯁꯟꯁꯤꯡꯗꯤ ꯄꯣꯠ ꯂꯩꯕ ꯂꯥꯛꯂꯤꯕꯁꯤꯡꯗ ꯈꯪꯍꯟꯕ ꯐꯤꯚꯝ ꯑꯗꯨ ꯌꯦꯡꯁꯤꯟꯕ ꯅꯠꯇ꯭ꯔꯒ ꯄ꯭ꯔꯣꯕ꯭ꯂꯦꯝ ꯑꯗꯨꯒꯤ ꯃꯇꯥꯡꯗ ꯂꯥꯟꯅ ꯂꯧꯁꯤꯟꯕ ꯑꯁꯤꯅꯤ꯫ ꯆꯥꯈꯨꯝꯗ ꯎꯆꯤꯒꯤ ꯂꯥꯏꯅ ꯑꯃꯥ ꯊꯦꯡꯅꯔꯤꯕꯥ ꯐꯥꯁ꯭ꯠ ꯐꯨꯗ ꯔꯦꯁꯇꯣꯔꯦꯟꯇ ꯑꯃꯒꯤ ꯃꯦꯅꯦꯖꯔ ꯑꯃ ꯑꯣꯏꯅ ꯂꯧꯈꯤꯕ ꯋꯥꯔꯦꯞ ꯑꯗꯨꯒꯤ ꯃꯇꯨꯡ ꯏꯟꯅ ꯈꯟꯅꯒꯗꯕ ꯑꯣꯏꯊꯣꯛꯄ ꯌꯥꯕ ꯐꯜ ꯀꯌꯥ ꯂꯩ꯫ ꯄꯣꯠ ꯂꯩꯕ ꯂꯥꯛꯂꯤꯕꯁꯤꯡꯗ ꯈꯪꯍꯟꯕ ꯂꯥꯛꯂꯤꯕꯁꯤꯡꯗ ꯄ꯭ꯔꯣꯕ꯭ꯂꯦꯝ ꯑꯗꯨꯒꯤ ꯃꯇꯥꯡꯗ ꯈꯪꯍꯟꯕꯅ ꯅꯍꯥꯛꯅ ꯐꯤꯚꯝ ꯑꯗꯨꯒꯤ ꯃꯇꯥꯡꯗ ꯁꯦꯡꯗꯣꯛꯄ ꯑꯃꯁꯨꯡ ꯄꯨꯛꯆꯦꯜ ꯁꯦꯡꯅ ꯇꯥꯛꯂꯤ꯫ ꯃꯁꯤꯅ ꯃꯇꯝ ꯁꯥꯡꯅ ꯄꯣꯠ ꯂꯩꯕ ꯂꯥꯛꯂꯤꯕꯁꯤꯡꯗ ꯊꯥꯖꯕ ꯍꯦꯟꯒꯠꯍꯟꯕꯗ ꯃꯇꯦꯡ ꯄꯥꯡꯕ ꯉꯝꯒꯅꯤ ꯃꯔꯝꯗꯤ ꯃꯈꯣꯢꯅ ꯅꯍꯥꯛꯀꯤ ꯄꯨꯛꯆꯦꯜ ꯁꯦꯡꯕ ꯑꯃꯁꯨꯡ ꯁꯃꯁ꯭ꯌꯥ ꯑꯁꯤ ꯀꯣꯛꯍꯟꯅꯕ ꯋꯥꯈꯜ ꯋꯥꯕ ꯑꯗꯨ ꯊꯥꯒꯠꯀꯅꯤ꯫ ꯑꯗꯨꯝ ꯑꯣꯏꯅꯃꯛ ꯑꯇꯦꯟꯕ ꯃꯇꯝꯒꯤ ꯑꯣꯏꯅ ꯃꯁꯤꯅ ꯕꯤꯖꯤꯅꯦꯁ ꯃꯥꯡꯍꯟꯕ ꯌꯥꯏ ꯃꯔꯝꯗꯤ ꯄꯣꯠ ꯂꯩꯕ ꯂꯥꯛꯂꯤꯕ ꯁꯤꯡꯅ ꯁꯃꯁ꯭ꯌꯥ ꯑꯁꯤ ꯀꯣꯛꯍꯟꯗ꯭ꯔꯤꯐꯥꯎꯕ ꯔꯦꯁꯇꯣꯔꯦꯟꯇ ꯑꯗꯨꯗ ꯆꯥꯕꯗ ꯋꯥꯈꯜ ꯋꯥꯕꯥ ꯌꯥꯏ꯫ ꯃꯁꯤꯒꯤ ꯃꯊꯛꯇ ꯀꯔꯤꯒꯨꯝꯕ ꯏꯟꯐꯦꯛꯁꯟ ꯑꯁꯤꯒꯤ ꯄꯥꯎ ꯑꯁꯤ ꯄꯥꯛ ꯁꯟꯅ ꯈꯨꯟꯅꯥꯏꯗ ꯁꯟꯗꯣꯛꯂꯕꯗꯤ ꯔꯦꯁꯇꯣꯔꯦꯟꯇ ꯑꯁꯤꯒꯤ ꯃꯤꯡꯆꯠꯇ ꯑꯀꯥꯢꯕ ꯄꯤꯕꯥ ꯌꯥꯏ꯫ ꯐꯤꯚꯝ ꯑꯗꯨ ꯌꯦꯡꯁꯤꯜꯂꯨ ꯀꯔꯤꯒꯨꯝꯕ ꯅꯍꯥꯛꯅ ꯐꯤꯚꯝ ꯑꯗꯨ ꯌꯦꯡꯊꯤꯅꯕ ꯈꯜꯂꯕꯗꯤ ꯅꯍꯥꯛꯅ ꯄꯣꯠ ꯂꯩꯕ ꯂꯥꯛꯂꯤꯕꯁꯤꯡꯗ ꯍꯛꯁꯦꯜ ꯑꯃꯁꯨꯡ ꯁꯦꯐꯇꯤꯗ ꯈꯨꯗꯣꯡꯊꯤꯕ ꯅꯪꯍꯜꯂꯤ꯫ ꯆꯥꯈꯨꯝꯗ ꯎꯆꯤꯁꯤꯡ ꯂꯩꯕꯅ ꯆꯤꯟꯖꯥꯛꯇꯥ ꯁꯣꯛꯍꯟꯕ ꯌꯥꯏ ꯃꯗꯨꯅ ꯆꯤꯟꯖꯥꯛꯇ ꯁꯣꯛꯍꯜꯂꯛꯄ ꯌꯥꯏ꯫ ꯃꯁꯤꯅꯥ ꯑꯥꯏꯟꯒꯤ ꯑꯣꯏꯕ ꯑꯦꯛꯁꯟ ꯑꯃꯁꯨꯡ ꯁꯦꯜ-ꯊꯨꯝꯒꯤ ꯑꯃꯥꯡ-ꯑꯇꯥ ꯊꯣꯛꯍꯟꯕ ꯌꯥꯏ ꯃꯁꯤ ꯋꯥꯀꯠꯁꯤꯡ ꯈꯛꯇ ꯅꯠꯇꯅ ꯂꯩꯕ ꯂꯥꯛꯂꯤꯕꯁꯤꯡꯅ ꯔꯦꯁꯇꯣꯔꯦꯟꯇ ꯑꯗꯨꯅ ꯃꯊꯧ ꯇꯥꯕ ꯇꯔꯨ ꯇꯅꯥꯟꯕꯒꯤ ꯃꯑꯣꯡꯁꯤꯡ ꯉꯥꯛꯇꯨꯅ ꯊꯝꯕꯒꯤ ꯇꯧꯕ ꯉꯝꯕꯁꯤꯡꯗ ꯊꯥꯖꯕ ꯃꯥꯡꯈꯤꯕꯅ ꯃꯔꯝ ꯑꯣꯏꯗꯨꯅ ꯕꯤꯖꯤꯅꯦꯁ ꯃꯥꯡꯍꯟꯕꯁꯨ ꯌꯥꯏ꯫ ꯃꯁꯤꯒꯤ ꯃꯊꯛꯇ ꯃꯁꯤꯅ ꯑꯔꯣꯏꯕꯗ ꯍꯦꯜꯊ ꯗꯤꯄꯥꯔꯇꯃꯦꯟꯇꯅ ꯔꯦꯁꯇꯣꯔꯦꯟꯇ ꯑꯁꯤ ꯊꯤꯡꯖꯤꯟꯕ ꯌꯥꯏ꯫ ꯄ꯭ꯔꯣꯕ꯭ꯂꯦꯝ ꯑꯗꯨꯒꯤ ꯃꯇꯥꯡꯗ ꯂꯥꯟꯅ ꯂꯝꯖꯤꯡꯕ ꯀꯔꯤꯒꯨꯃꯕ ꯅꯍꯥꯛꯅ ꯄ꯭ꯔꯣꯕ꯭ꯂꯦꯝ ꯑꯗꯨꯒꯤ ꯃꯇꯥꯡꯗ ꯂꯥꯟꯅ ꯂꯧꯁꯤꯟꯕ ꯈꯜꯂꯕꯗꯤ ꯅꯍꯥꯛꯅ ꯂꯩꯕ ꯂꯥꯛꯂꯤꯕꯁꯤꯡꯕꯨ ꯂꯥꯟꯅ ꯂꯝꯖꯤꯡꯕꯈꯛꯇꯗ ꯅꯠꯇꯅ ꯅꯍꯥꯛꯅ ꯃꯈꯣꯢꯒꯤ ꯍꯛꯁꯦꯜ ꯑꯃꯁꯨꯡ ꯁꯦꯐꯇꯤꯗꯁꯨ ꯈꯨꯗꯣꯡ ꯊꯤꯕ ꯂꯩꯍꯟꯕ ꯌꯥꯏ꯫ ꯀꯔꯤꯒꯨꯝꯕ ꯏꯟꯐꯦꯛꯁꯟ ꯑꯗꯨ ꯈꯨꯗꯛꯇ ꯀꯣꯛꯍꯟꯕ ꯉꯝꯗ꯭ꯔꯕꯗꯤ ꯃꯁꯤꯅ ꯐꯤꯚꯝ ꯑꯗꯨ ꯌꯦꯡꯁꯤꯟꯕꯒꯨꯝꯅ ꯐꯠꯇꯕ ꯑꯣꯏꯕ ꯐꯜꯁꯤꯡ ꯊꯣꯛꯍꯟꯕ ꯌꯥꯏ ꯍꯥꯢꯕꯗꯤ ꯆꯥꯅꯕ ꯄꯣꯠꯂꯝꯁꯤꯡ ꯁꯣꯛꯍꯟꯕ ꯑꯥꯏꯟꯒꯤ ꯑꯣꯏꯕ ꯊꯕꯛ ꯂꯧꯈꯠꯄ ꯁꯦꯜ-ꯊꯨꯝꯒꯤ ꯑꯃꯥꯡ-ꯑꯇꯥ ꯑꯃꯁꯨꯡ ꯔꯦꯁꯇꯣꯔꯦꯟꯇꯀꯤ ꯃꯤꯡꯆꯠꯇ ꯑꯃꯥꯡ-ꯑꯇꯥ ꯊꯣꯛꯍꯟꯕ ꯌꯥꯏ꯫ ꯃꯁꯤꯒꯤ ꯃꯊꯛꯇ ꯀꯔꯤꯒꯨꯝꯕ ꯂꯩꯕ ꯂꯥꯛꯂꯤꯕꯁꯤꯡꯅ ꯅꯍꯥꯛꯅ ꯄ꯭ꯔꯣꯕ꯭ꯂꯦꯝ ꯑꯗꯨꯒꯤ ꯃꯇꯥꯡꯗ ꯂꯥꯟꯅ ꯂꯝꯖꯤꯡꯈꯤ ꯍꯥꯢꯕ ꯈꯪꯂꯕꯗꯤ ꯔꯦꯁꯇꯣꯔꯦꯟꯇ ꯑꯗꯨꯗ ꯊꯥꯖꯕ ꯊꯝꯕ ꯑꯁꯤ ꯌꯥꯝꯅ ꯁꯣꯛꯍꯜꯂꯒꯅꯤ ꯑꯃꯁꯨꯡ ꯃꯁꯤꯅ ꯔꯦꯁꯇꯣꯔꯦꯟꯇ ꯑꯗꯨꯒꯤ ꯃꯤꯡꯆꯠ ꯑꯃꯁꯨꯡ ꯕꯤꯖꯤꯅꯦꯁꯇ ꯃꯇꯝ ꯁꯥꯡꯅ ꯍꯦꯟꯅ ꯑꯃꯥꯡ-ꯑꯇꯥ ꯊꯣꯛꯍꯟꯕ ꯌꯥꯏ꯫ ꯂꯣꯏꯁꯤꯜꯂꯛꯄꯗ ꯐꯤꯚꯝ ꯑꯁꯤꯒꯤ ꯃꯇꯥꯡꯗ ꯄꯣꯠ ꯂꯩꯕ ꯂꯥꯛꯂꯤꯕꯁꯤꯡꯗ ꯈꯡꯍꯟꯕꯅ ꯑꯇꯦꯟꯕ ꯃꯇꯝꯒꯤ ꯑꯣꯏꯅ ꯕꯤꯖꯤꯅꯦꯁ ꯃꯥꯡꯍꯟꯕ ꯌꯥꯏ ꯑꯗꯨꯕꯨ ꯃꯁꯤꯅ ꯀꯁꯇꯃꯔꯁꯤꯡꯒꯤ ꯍꯛꯁꯦꯜ ꯑꯃꯁꯨꯡ ꯁꯦꯐꯇꯤꯗ ꯃꯔꯨ ꯑꯣꯏꯕ ꯄꯤꯕꯅ ꯃꯔꯝ ꯑꯣꯏꯗꯨꯅ ꯃꯁꯤꯅ ꯈ꯭ꯋꯥꯏꯗꯒꯤ ꯏꯊꯤꯜ ꯄꯤꯕ ꯋꯥꯔꯦꯞꯅꯤ ꯑꯃꯁꯨꯡ ꯑꯔꯣꯏꯕꯗ ꯃꯇꯝ ꯁꯥꯡꯅ ꯄꯣꯠ ꯂꯩꯕ ꯂꯥꯛꯂꯤꯕꯁꯤꯡꯗ ꯊꯥꯖꯕ ꯍꯦꯟꯒꯠꯍꯟꯕꯗ ꯃꯇꯦꯡ ꯄꯥꯡꯕ ꯉꯝꯒꯅꯤ꯫ ꯐꯤꯚꯝ ꯑꯗꯨ ꯌꯦꯡꯊꯤꯅꯕ ꯅꯠꯇ꯭ꯔꯒ ꯄ꯭ꯔꯣꯕ꯭ꯂꯦꯝ ꯑꯗꯨꯒꯤ ꯃꯇꯥꯡꯗ ꯂꯥꯟꯅ ꯂꯧꯕꯅ ꯔꯦꯁꯇꯣꯔꯦꯟꯇ ꯑꯃꯁꯨꯡ ꯃꯁꯤꯒꯤ ꯄꯣꯠ ꯂꯩꯕ ꯂꯥꯛꯂꯤꯕ ꯑꯅꯤꯃꯛꯇ ꯌꯥꯝꯅ ꯍꯦꯟꯅ ꯐꯠꯇꯕ ꯑꯣꯏꯕ ꯐꯜꯁꯤꯡ ꯊꯣꯛꯍꯟꯕꯥ ꯌꯥꯏ꯫